ꯍꯤꯟꯗꯨ ꯂꯥꯢꯅꯤꯡꯒꯤ ꯃꯇꯨꯡꯏꯟꯅ ꯗꯨꯔꯒꯥ ꯂꯥꯢꯔꯦꯝꯕꯤꯒꯤ ꯑꯍꯤꯡ ꯃꯥꯄꯟ ꯀꯨꯝꯃꯩꯒꯤ ꯃꯇꯝꯗ ꯑꯍꯤꯡ ꯈꯨꯗꯤꯡꯒꯤ ꯑꯃꯃꯝ ꯏꯔꯥꯠ ꯊꯧꯅꯤꯖꯕ ꯁꯥꯢꯑꯣꯟ ꯂꯥꯡꯑꯣꯟ ꯃꯥꯄꯟ ꯅꯤ꯫ ꯃꯈꯣꯢꯁꯤꯡ ꯑꯗꯨꯗꯤ ꯁꯩꯜꯄꯨꯇ꯭ꯔꯤ, ꯕ꯭ꯔꯍ꯭ꯃꯥꯆꯥꯔꯤꯅꯤ, ꯆꯟꯗ꯭ꯔꯘꯟꯇꯥ, ꯀꯨꯁꯃꯥꯟꯗꯥ, ꯁ꯭ꯀꯟꯗꯃꯥꯇꯥ, ꯀꯥꯇ꯭ꯌꯥꯏꯅꯤ, ꯀꯥꯜꯔꯥꯇ꯭ꯔꯤ, ꯃꯍꯥꯒꯧꯔꯤ ꯑꯃꯗꯤ ꯁꯤꯗ꯭ꯙꯤꯗꯥꯇ꯭ꯔꯤꯅꯤ꯫ ꯁꯤꯁꯨ ꯌꯦꯡꯉꯨ ꯃꯇꯦꯡ ꯂꯧꯔꯛꯐꯝ ꯃꯆꯥꯈꯥꯏꯕ:ꯍꯤꯟꯗꯨꯒꯤ ꯆꯤꯉꯨ ꯈꯣꯌꯨꯝ ꯂꯥꯢꯌꯥꯝꯁꯤꯡ ꯗꯨꯔꯒꯥ ꯏꯂꯥꯠꯄ (ꯗꯨꯔꯒꯥ ꯏꯔꯥꯠꯄ, ꯗꯨꯔꯒꯥ ꯄꯨꯖꯥ)ꯍꯥꯏꯕꯁꯤ ꯍꯤꯟꯗꯨꯒꯤ ꯂꯥꯢꯔꯦꯝꯕꯤ ꯗꯨꯔꯒꯥ ꯕꯨ ꯏꯔꯥꯠꯄ ꯑꯃꯗꯤ ꯊꯧꯅꯤꯖꯕ ꯆꯍꯤ ꯈꯨꯗꯤꯡꯒꯤ ꯄꯥꯡꯊꯣꯛꯄ ꯀꯨꯝꯃꯩ ꯑꯃꯅꯤ꯫ ꯁꯤꯁꯨ ꯌꯦꯡꯉꯨ ꯑꯍꯤꯡ ꯃꯥꯄꯟ ꯀꯨꯝꯍꯩ ꯃꯇꯦꯡ ꯂꯧꯔꯛꯐꯝ:ꯍꯤꯟꯗꯨ ꯂꯥꯏꯅꯤꯡꯒꯤ ꯀꯨꯝꯍꯩ ꯂꯥꯢꯔꯦꯝꯃ ꯗꯨꯔꯒꯥ ꯍꯤꯟꯗꯨ ꯂꯥꯢꯅꯤꯡꯒꯤ ꯁꯥ ꯂꯥꯟ, ꯊꯧꯅꯥ ꯂꯤꯡꯖꯦꯜꯒꯤ ꯂꯥꯢꯔꯦꯝꯃꯥ ꯅꯤ꯫ ꯃꯍꯥꯛ ꯑꯁꯤ ꯂꯥꯢꯔꯦꯝꯃ ꯄꯥꯔꯕꯇꯤꯒꯤ ꯂꯥꯟꯃꯤꯒꯤ ꯁꯛꯂꯣꯟ ꯑꯣꯢꯅ ꯂꯧꯅꯩ꯫ꯃꯍꯥꯛꯀꯤ ꯃꯊꯪꯂꯦꯟꯗꯤ ꯁꯤꯚꯅꯤ꯫ ꯃꯍꯥꯛꯀꯤ ꯁꯅꯥꯃꯍꯤ ꯂꯥꯢꯅꯤꯡꯒꯤ ꯂꯦꯡꯃꯥꯟꯅꯕꯤ ꯂꯥꯢꯔꯦꯝꯃꯗꯤ ꯄꯥꯟꯊꯣꯢꯕꯤꯅꯤ꯫ ꯃꯤꯡꯈꯩꯔꯣꯜ ꯃꯍꯥꯛꯀꯤ ꯃꯤꯡ "ꯗꯨꯔꯒꯥ" ꯍꯥꯢꯕꯁꯤꯒꯤ ꯋꯥꯄꯟꯊꯣꯛꯇꯤ "ꯂꯥꯟꯕ ꯉꯝꯗꯕ ꯂꯥꯟꯕꯟ" ꯍꯥꯢꯕꯅꯤ꯫ ꯗꯨꯔꯔꯦꯁ ꯑꯁꯤ ꯔꯤꯄꯕ꯭ꯂꯤꯛ ꯑꯣꯐ ꯑꯜꯕꯥꯅꯤꯌꯥꯒꯤ ꯑꯅꯤꯁꯨꯕ ꯈ꯭ꯋꯥꯏꯗꯒꯤ ꯃꯤꯁꯤꯡ ꯌꯥꯝꯕ ꯁꯍꯔ ꯑꯃꯅꯤ ꯑꯃꯁꯨꯡ ꯗꯨꯔꯦꯁ ꯀꯥꯎꯟꯇꯤ ꯑꯃꯁꯨꯡ ꯗꯨꯔꯔꯦꯁ ꯃ꯭ꯌꯨꯅꯤꯁꯤꯄꯥꯂꯤꯇꯤꯒꯤ ꯃꯐꯝꯅꯤ꯫ ꯃꯁꯤ ꯑꯜꯕꯥꯅꯤꯌꯥꯒꯤ ꯈ꯭ꯋꯥꯏꯗꯒꯤ ꯑꯔꯤꯕ ꯂꯦꯞꯇꯅ ꯃꯤ ꯇꯥꯕ ꯁꯍꯔꯁꯤꯡꯒꯤ ꯃꯅꯨꯡꯗ ꯑꯃꯅꯤ, ꯆꯥꯎꯔꯥꯛꯅ ꯆꯍꯤ ꯂꯤꯁꯤꯡ ꯑꯅꯤ ꯆꯧꯉꯥꯒꯤ ꯔꯦꯀꯣꯔꯠ ꯇꯧꯔꯕ ꯄꯨ ꯄꯨꯋꯥꯔꯤꯒ ꯂꯣꯏꯅꯅ꯫ ꯃꯁꯤ ꯑꯜꯕꯥꯅꯤꯌꯥꯒꯤ ꯑꯦꯗ꯭ꯔꯤꯑꯦꯇꯤꯛ ꯁꯃꯨꯗ꯭ꯔꯒꯤ ꯁꯃꯨꯗ꯭ꯔ ꯈꯣꯡꯕꯥꯜꯒꯤ ꯃꯅꯥꯛꯇ ꯂꯩꯕ ꯂꯩꯇꯦꯝ ꯃꯥꯟꯅꯕ ꯇꯝꯄꯥꯛ ꯑꯃꯗ ꯑꯦꯗ꯭ꯔꯤꯑꯦꯇꯤꯛ ꯁꯃꯨꯗ꯭ꯔꯒꯤ ꯈꯥ-ꯅꯣꯡꯄꯣꯛ ꯊꯪꯕ ꯀꯥꯆꯤꯟꯗ ꯂꯩꯕ ꯑꯦꯔꯖꯦꯟ ꯑꯃꯁꯨꯡ ꯏꯁꯤꯝꯒꯤ ꯃꯆꯤꯟꯁꯤꯡꯒꯤ ꯃꯔꯛꯇ ꯂꯩ꯫ ꯗꯨꯔꯔꯦꯁꯀꯤ ꯑꯏꯪ-ꯑꯁꯥꯒꯤ ꯐꯤꯚꯝ ꯑꯁꯤ ꯃꯇꯝ ꯃꯇꯝꯒꯤ ꯑꯣꯏꯕ ꯃꯦꯗꯤꯇꯦꯔꯦꯅꯤꯌꯟꯒꯤ ꯑꯏꯪ-ꯑꯁꯥꯒꯤ ꯐꯤꯚꯝꯅ ꯌꯥꯝꯅ ꯁꯥꯊꯤꯅ ꯏꯊꯤꯜ ꯄꯤ꯫